ꯕ꯭ꯌꯨꯅꯣꯁ ꯑꯥꯏꯔꯦꯁ ꯑꯁꯤ ꯀꯜꯆꯔꯅꯥ ꯊꯜꯂꯕꯥ ꯃꯐꯝ ꯑꯃꯅꯤ, ꯑꯃꯁꯨꯡ ꯄꯨꯋꯥꯔꯤꯅꯥ ꯃꯁꯤꯕꯨ ꯆꯠꯀꯗꯕꯥ ꯑꯉꯛꯄꯥ ꯃꯐꯝ ꯑꯃꯥ ꯑꯣꯏꯍꯜꯂꯤ꯫ ꯕ꯭ꯌꯨꯅꯣꯁ ꯑꯥꯏꯔꯦꯁꯇꯥ ꯑꯥꯏꯇꯤꯅꯦꯔꯤꯌꯔ ꯑꯃꯒꯤꯗꯃꯛ ꯑꯩꯒꯤ ꯔꯤꯀꯥꯃꯦꯟꯗꯦꯁꯟ ꯑꯁꯤ ꯃꯈꯥꯗꯥ ꯄꯤꯔꯤ: ꯁꯍꯔ ꯑꯁꯤꯒꯤ ꯈ꯭ꯋꯥꯏꯗꯒꯤ ꯑꯔꯤꯕꯥ ꯌꯨꯝꯊꯣꯡ ꯑꯣꯏꯔꯤꯕꯥ ꯁꯥꯟ ꯇꯦꯜꯃꯣꯒꯤ ꯃꯁꯛ ꯅꯥꯏꯕꯥ ꯂꯝꯕꯤꯁꯤꯡꯗꯥ ꯈꯣꯡꯅꯥ ꯆꯠꯇꯨꯅꯥ ꯅꯍꯥꯛꯀꯤ ꯅꯨꯃꯤꯠ ꯑꯗꯨ ꯇꯣꯢꯅꯥ ꯍꯧꯒꯗꯕꯅꯤ꯫ ꯄ꯭ꯂꯥꯖꯥ ꯗꯣꯔꯦꯒꯣꯗꯥ ꯂꯩꯕꯥ ꯑꯣꯄꯟ-ꯑꯦꯌꯔ ꯃꯥꯔꯀꯦꯠꯇꯥ ꯁꯣꯚꯦꯅꯤꯌꯔ ꯈꯔꯒꯤꯗꯃꯛ ꯌꯦꯡꯕꯤꯌꯨ ꯑꯃꯁꯨꯡ ꯐꯖꯔꯕꯥ ꯀꯣꯂꯣꯅꯤꯑꯦꯜ ꯕꯤꯜꯗꯤꯡꯁꯤꯡ ꯌꯦꯡꯕꯤꯌꯨ꯫ ꯃꯐꯝ ꯑꯗꯨꯗꯒꯤ ꯈꯣꯡꯅꯥ ꯆꯠꯂꯨ, ꯁꯇ꯭ꯔꯤꯠ ꯑꯥꯔꯠ ꯑꯃꯁꯨꯡ ꯊꯋꯥꯏ ꯌꯥꯎꯕꯥ ꯑꯦꯠꯃꯣꯁꯐꯤꯌꯥꯔꯒꯤꯗꯃꯛ ꯈꯪꯅꯔꯕꯥ ꯏꯂꯦꯛꯇꯤꯕ, ꯃꯆꯨ ꯀꯌꯥꯅꯥ ꯊꯜꯂꯕꯥ ꯌꯨꯃꯊꯣꯡ ꯑꯃꯥ ꯑꯣꯏꯔꯤꯕꯥ ꯂꯥ ꯕꯣꯀꯥꯗꯥ ꯆꯠꯂꯨ꯫ ꯃꯃꯤꯡ ꯂꯩꯔꯕꯥ ꯈꯣꯡꯆꯠꯀꯤ ꯂꯝꯕꯤ ꯀꯦꯃꯤꯅꯤꯇꯣꯗꯥ ꯈꯣꯡꯅꯥ ꯆꯠꯂꯨ ꯑꯃꯁꯨꯡ ꯃꯁꯤꯒꯤ ꯄꯦꯟꯇꯤꯡ ꯇꯧꯔꯕꯥ ꯌꯨꯝꯁꯤꯡ ꯑꯗꯨ ꯌꯦꯡꯕꯤꯌꯨ꯫ ꯁꯍꯔ ꯑꯁꯤꯒꯤ ꯈ꯭ꯋꯥꯏꯗꯒꯤ ꯐꯖꯕꯥ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕꯥ ꯁꯤꯃꯦꯇ꯭ꯔꯤ ꯑꯣꯏꯔꯤꯕꯥ ꯔꯦꯀꯣꯜꯇꯥ ꯁꯤꯃꯦꯇ꯭ꯔꯤꯗꯥ ꯆꯠꯂꯨ, ꯃꯐꯝ ꯑꯗꯨꯗꯥ ꯅꯍꯥꯛꯅꯥ ꯑꯔꯖꯦꯟꯇꯤꯅꯥꯒꯤ ꯄꯨꯋꯥꯔꯤꯗꯒꯤ ꯊꯣꯏꯗꯣꯛꯄꯥ ꯃꯤꯑꯣꯏ ꯀꯌꯥꯒꯤ ꯃꯐꯝꯁꯤꯡ ꯎꯕꯥ ꯐꯪꯒꯅꯤ, ꯃꯈꯣꯢꯒꯤ ꯃꯅꯨꯡꯗꯥ ꯅꯨꯡꯁꯤꯖꯔꯕꯥ ꯍꯥꯟꯅꯒꯤ ꯐꯥꯔꯁ꯭ꯠ ꯂꯦꯗꯤ ꯏꯚꯥ ꯄꯦꯔꯣꯟ ꯌꯥꯑꯣꯔꯤ꯫ ꯑꯔꯖꯦꯟꯇꯤꯅꯥ ꯑꯁꯤ ꯒꯝꯒꯤ ꯃꯅꯥꯒꯤꯗꯃꯛ ꯃꯃꯤꯡ ꯆꯠꯂꯤ ꯑꯃꯁꯨꯡ ꯁꯍꯔ ꯑꯁꯤꯒꯤ ꯃꯐꯝ ꯀꯌꯥꯗꯥ ꯑꯆꯧꯕꯥ ꯄꯥꯔꯤꯂꯥ ꯔꯦꯁꯇꯣꯔꯦꯟꯇ ꯈꯔꯥ ꯎꯕꯥ ꯐꯪꯒꯅꯤ꯫ ꯅꯨꯃꯤꯗꯥꯡꯒꯤ ꯆꯥꯛ ꯆꯥꯕꯥ ꯇꯣꯛ ꯂꯣꯏꯔꯕꯥ ꯃꯇꯨꯡꯗꯥ ꯃꯥꯂꯦꯝꯒꯤ ꯈ꯭ꯋꯥꯏꯗꯒꯤ ꯐꯕꯥ ꯑꯣꯄꯦꯔꯥ ꯍꯥꯎꯁꯁꯤꯡꯒꯤ ꯃꯅꯨꯡꯗꯥ ꯑꯃꯅꯤ ꯍꯥꯢꯅꯥ ꯂꯧꯅꯔꯤꯕꯥ ꯇꯤꯑꯦꯠꯔꯣ ꯀꯣꯂꯣꯟꯗꯥ ꯆꯠꯂꯨ꯫ ꯃꯁꯤꯒꯤ ꯑꯉꯛꯄꯥ ꯑꯥꯔꯀꯤꯇꯦꯛꯆꯔ ꯑꯁꯤ ꯌꯦꯡꯅꯕꯒꯤꯗꯃꯛ ꯒꯥꯏꯗ ꯇꯨꯔ ꯑꯃꯥ ꯆꯠꯄꯤꯌꯨ꯫ ꯅꯨꯃꯤꯗꯥꯡꯋꯥꯏꯔꯝꯗꯥ, ꯗꯥꯟꯇꯦꯒꯤ ꯗꯤꯚꯥꯏꯟ ꯀꯃꯦꯗꯤꯗꯒꯤ ꯏꯟꯁꯄꯥꯏꯔ ꯇꯧꯕꯥ ꯑꯥꯔꯀꯤꯇꯦꯛꯆꯔꯒꯤ ꯑꯉꯛꯄꯥ ꯑꯃꯥ ꯑꯣꯏꯔꯤꯕꯥ ꯑꯆꯧꯕꯥ ꯄꯥꯂꯥꯁꯤꯑꯣ ꯕꯥꯔꯣꯂꯣ ꯑꯁꯤ ꯌꯦꯡꯕꯤꯌꯨ, ꯃꯁꯤꯒꯤ ꯌꯨꯝꯊꯛ ꯇꯦꯔꯦꯁꯇꯒꯤ ꯁꯍꯔ ꯑꯁꯤꯒꯤ ꯑꯉꯛꯄꯥ ꯃꯤꯠꯌꯦꯡꯁꯤꯡ ꯎꯕꯥ ꯐꯪꯒꯅꯤ꯫ ꯂꯥꯏꯕ ꯃ꯭ꯌꯨꯖꯤꯛ ꯈꯔꯥ ꯂꯧꯕꯤꯌꯨ ꯑꯃꯁꯨꯡ ꯇꯪꯒꯣꯒꯤ ꯄ꯭ꯌꯥꯁꯟ ꯑꯗꯨ ꯑꯦꯛꯁꯄ꯭ꯔꯤꯌꯦꯟꯁ ꯇꯧꯅꯕꯥ ꯁꯦꯝꯈꯤꯕꯥ ꯑꯗꯨꯒꯨꯝꯅꯥ ꯑꯣꯏꯕꯤꯌꯨ꯫ ꯃꯁꯤꯒꯤ ꯏꯅꯥꯛ ꯈꯨꯜꯂꯕꯥ ꯀꯜꯆꯔ, ꯐꯖꯔꯕꯥ ꯑꯥꯔꯀꯤꯇꯦꯛꯆꯔ ꯑꯃꯁꯨꯡ ꯃꯆꯤ ꯑꯣꯏꯕꯥ ꯆꯤꯟꯖꯥꯛꯁꯤꯡ ꯑꯁꯤꯅꯥ ꯕ꯭ꯌꯨꯅꯣꯁ ꯑꯥꯏꯔꯦꯁ ꯑꯁꯤꯅꯥ ꯁꯣꯏꯗꯅꯥ ꯂꯦꯡꯗꯕꯥ ꯋꯥꯈꯜꯂꯣꯟ ꯑꯃꯥ ꯊꯝꯒꯅꯤ꯫ ꯑꯆꯧꯕꯥ ꯈꯣꯡꯆꯠ ꯑꯃꯥ ꯑꯣꯏꯔꯁꯅꯨ꯫